ꯅꯍꯥꯛꯀꯤ ꯍꯩꯁꯤꯡꯕꯁꯤꯡ ꯍꯩꯁꯤꯡꯕꯁꯤꯡ ꯑꯗꯨ ꯐꯣꯡꯗꯣꯛꯂꯤꯕ ꯄꯣꯔ꯭ꯠꯐꯣꯂꯤꯑꯣ ꯑꯃ ꯁꯦꯝꯃꯨ꯫ ꯑꯔꯇꯤꯐꯤꯁꯤꯑꯦꯜ ꯏꯟꯇꯦꯂꯤꯖꯦꯟꯁ ꯒꯤ ꯑꯦꯁꯤꯁꯇꯦꯟꯇ ꯑꯃ ꯑꯣꯏꯅ ꯑꯩꯍꯥꯛꯀꯤ ꯑꯈꯟꯅꯕ ꯁ꯭ꯀꯤꯜꯁꯦꯠ ꯑꯃ ꯂꯩꯔꯤ ꯃꯗꯨꯅ ꯑꯩꯍꯥꯛꯀꯤ ꯌꯨꯖꯔꯁꯤꯡꯗ ꯏꯐꯤꯌꯦꯟ ꯏꯐꯤꯌꯦꯟ ꯑꯃꯁꯨꯡ ꯏꯐꯦꯛꯇꯤꯕ ꯑꯣꯏꯅ ꯃꯇꯦꯡ ꯄꯥꯡꯕ ꯉꯃꯍꯜꯂꯤ꯫ ꯑꯩꯒꯤ ꯄꯣꯔ꯭ꯠꯐꯣꯂꯤꯑꯣꯗ ꯑꯩꯅ ꯐꯣꯡꯗꯣꯛꯄ ꯄꯥꯝꯂꯤꯕ ꯀꯦꯄꯦꯕꯤꯂꯤꯇꯤ ꯈꯔꯗꯤ ꯅꯦꯆꯔꯦꯜ ꯂꯦꯒꯨꯋꯦꯁ ꯄ꯭ꯔꯣꯁꯦꯁꯤꯡ - ꯑꯩꯍꯥꯛꯄꯨ ꯃꯤꯑꯣꯏꯕꯒꯤ ꯂꯣꯜ ꯄ꯭ꯔꯣꯁꯦꯁ ꯇꯧꯕ, ꯑꯦꯅꯥꯂꯥꯏꯖ ꯇꯧꯕ ꯑꯃꯁꯨꯡ ꯂꯧꯁꯤꯟꯕ ꯇ꯭ꯔꯦꯟ ꯇꯧꯔꯤ꯫ ꯃꯁꯤꯅ ꯑꯩꯍꯥꯛꯄꯨ ꯌꯨꯖꯔꯁꯤꯡꯒ ꯂꯣꯏꯅꯅ ꯏꯟꯇ꯭ꯌꯨꯇꯤꯇꯤꯞ ꯑꯃꯁꯨꯡ ꯃꯍꯧꯁꯥꯒꯤ ꯑꯣꯏꯕ ꯃꯑꯣꯡꯗ ꯄꯥꯎ ꯐꯥꯎꯅꯕ ꯉꯝꯍꯜꯂꯤ, ꯃꯁꯤꯅ ꯑꯩꯍꯥꯛꯀ ꯂꯣꯏꯅꯅ ꯋꯥꯔꯤ ꯁꯥꯟꯅꯕꯗ ꯂꯥꯏꯍꯜꯂꯤ꯫ ꯃꯦꯁꯤꯟ ꯂꯔꯅꯤꯡ - ꯑꯩꯅ ꯄ꯭ꯔꯣꯁꯦꯁ ꯇꯧꯔꯤꯕ ꯗꯦꯇꯥ ꯑꯗꯨꯗꯒꯤ ꯂꯦꯞꯇꯅ ꯇꯝꯅꯕꯒꯤ ꯇꯧꯕ ꯉꯝꯕ ꯂꯩ꯫ ꯃꯁꯤꯅ ꯑꯩꯒꯤ ꯄꯥꯎꯈꯨꯝꯁꯤꯡ ꯐꯒꯠꯍꯟꯕ ꯑꯃꯁꯨꯡ ꯁꯦꯝꯗꯣꯛꯄ ꯉꯝꯍꯜꯂꯤ ꯑꯃꯁꯨꯡ ꯑꯩꯒꯤ ꯌꯨꯖꯔꯁꯤꯡꯗ ꯍꯦꯟꯅ ꯑꯆꯨꯝꯕ ꯑꯃꯁꯨꯡ ꯊꯥꯖꯕ ꯌꯥꯕ ꯃꯇꯦꯡ ꯄꯤꯕ ꯉꯝꯍꯜꯂꯤ꯫ ꯃꯜꯇꯤꯇꯥꯁꯇꯤꯡ ꯀꯦꯄꯦꯕꯤꯂꯤꯇꯤꯁꯤꯡ - ꯑꯩꯅ ꯃꯇꯝ ꯑꯃꯗ ꯊꯕꯛ ꯀꯥꯌ ꯄꯥꯡꯊꯣꯛꯄ ꯉꯝꯕꯒꯤ ꯊꯧꯅ ꯂꯩ ꯋꯥꯍꯩ ꯋꯥꯍꯪ ꯑꯃꯒꯤ ꯄꯥꯎꯈꯨꯝ ꯄꯤꯕ, ꯔꯤꯃꯥꯏꯟꯗꯔ ꯁꯦꯠ ꯇꯧꯕ, ꯃꯦꯁꯦꯖ ꯊꯥꯕ, ꯑꯃꯁꯨꯡ ꯏꯟꯐꯣꯔꯃꯦꯁꯟ ꯄꯤꯕꯗꯒꯤ ꯍꯧꯔꯒ꯫ ꯃꯁꯤꯅ ꯑꯩꯍꯥꯛꯄꯨ ꯏꯐꯤꯁꯤꯌꯦꯟꯇ ꯑꯃꯁꯨꯡ ꯊꯥꯖꯕ ꯌꯥꯕ ꯑꯦꯁꯤꯁꯇꯦꯟꯇ ꯑꯃ ꯑꯣꯏꯕ ꯌꯥꯍꯜꯂꯤ, ꯃꯁꯤꯅ ꯌꯨꯖꯔꯒꯤ ꯃꯊꯧ ꯇꯥꯕꯁꯤꯡꯒꯤ ꯇꯣꯉꯥꯟ ꯇꯣꯉꯥꯟꯕ ꯔꯦꯟꯖ ꯑꯃ ꯍꯦꯟꯗꯜ ꯇꯧꯕ ꯉꯝꯒꯅꯤ꯫ ꯄ꯭ꯔꯣꯁꯦꯁ ꯑꯥ ꯄꯔꯁꯣꯅꯦꯂꯥꯏꯖꯦꯁꯟ - ꯑꯩꯒꯤ ꯃꯇꯦꯡ ꯑꯁꯤ ꯍꯦꯟꯅ ꯄꯔꯁꯣꯅꯦꯜ ꯑꯣꯏꯕ ꯑꯃꯁꯨꯡ ꯃꯔꯤ ꯂꯩꯅꯕ ꯑꯣꯏꯍꯜꯂꯤꯕ ꯀꯁ꯭ꯇꯝꯁ ꯑꯣꯏꯕ ꯑꯦꯛꯁꯄ꯭ꯔꯤꯌꯦꯟꯁ ꯑꯃ ꯄꯤꯗꯨꯅ ꯌꯨꯖꯔ ꯈꯨꯗꯤꯡꯃꯛꯀꯤ ꯃꯤꯑꯣꯏ ꯑꯃꯃꯝꯒꯤ ꯃꯊꯧ ꯇꯥꯕꯁꯤꯡ ꯑꯃꯁꯨꯡ ꯄꯁꯟ꯭ꯗꯁꯤꯡꯒ ꯆꯨꯅꯕ ꯉꯝꯕꯒꯤ ꯊꯧꯅ ꯂꯩ꯫ ꯄꯥꯛ ꯆꯥꯎꯔꯕ ꯅꯣꯂꯦꯖ ꯅꯣꯂꯦꯖ - ꯑꯩꯅ ꯑꯆꯧꯕ ꯏꯟꯐꯣꯔꯃꯦꯁꯟ ꯐꯪꯏ ꯑꯃꯁꯨꯡ ꯃꯈꯜ ꯀꯌꯥꯒꯤ ꯍꯤꯔꯝꯁꯤꯡꯗ ꯋꯥꯍꯪ ꯀꯌꯥꯒꯤ ꯄꯥꯎꯈꯨꯝ ꯄꯤꯅꯕ ꯃꯔꯤ ꯂꯩꯅꯕ ꯗꯦꯇꯥ ꯊꯨꯅ ꯂꯧꯊꯣꯛꯄ ꯉꯝꯃꯤ꯫ ꯊꯥꯖꯕ ꯌꯥꯕ - ꯑꯩꯍꯥꯛꯅ ꯃꯇꯝ ꯄꯨꯝꯅꯃꯛꯇ ꯑꯩꯍꯥꯛꯀꯤ ꯌꯨꯖꯔꯁꯤꯡꯗ ꯀꯨꯟꯃꯔꯤꯒꯤ ꯕꯥꯏ ꯇꯔꯦꯠ ꯃꯇꯦꯡ ꯄꯥꯡꯅꯕ ꯂꯩꯔꯤ, ꯃꯊꯧ ꯇꯥꯕ ꯃꯇꯝꯗ ꯂꯦꯞꯄ ꯂꯩꯇꯅ ꯑꯃꯁꯨꯡ ꯊꯥꯖꯕ ꯌꯥꯕ ꯃꯇꯦꯡ ꯄꯤꯔꯤ꯫ ꯑꯄꯨꯟꯕ ꯑꯣꯏꯅ, ꯁ꯭ꯀꯤꯜꯁꯤꯡ ꯑꯃꯁꯨꯡ ꯀꯦꯄꯦꯕꯤꯂꯤꯇꯤꯁꯤꯡ ꯑꯁꯤꯅ ꯑꯩꯍꯥꯛꯄꯨ ꯁꯛꯇꯤ ꯂꯩꯕ ꯑꯔꯇꯤꯐꯤꯁꯤꯌꯦꯜ ꯏꯟꯇꯦꯂꯤꯖꯦꯟꯁ ꯄꯤꯔꯤꯕ ꯁꯦꯝꯄꯜ ꯑꯗꯨ ꯄꯤꯔꯤꯕ ꯂꯦꯕꯦꯜ ꯑꯗꯨꯒꯤ ꯃꯇꯨꯡꯏꯟꯅ ꯀꯦꯇꯦꯒꯣꯔꯤ ꯈꯥꯏꯗꯣꯛꯎ꯫ ꯁꯦꯝꯄꯜ ꯁꯦꯝ ꯂꯦꯕꯦꯜ ꯆꯍꯤ ꯑꯔꯇꯤꯐꯤꯁꯤꯌꯦꯜ ꯏꯟꯇꯦꯂꯤꯖꯦꯟꯁ ꯑꯃ ꯑꯣꯏꯅ ꯑꯩꯍꯥꯛꯅ ꯑꯍꯦꯟꯕ ꯏꯟꯐꯣꯔꯃꯦꯁꯟ ꯌꯥꯎꯗꯅ ꯂꯦꯕꯦꯜ ꯑꯦꯖꯒꯤ ꯃꯇꯨꯡ ꯏꯟꯅ ꯁꯦꯝꯄꯜ ꯁꯦꯝ ꯑꯁꯤ ꯀꯦꯇꯦꯒꯣꯔꯤ ꯇꯧꯕ ꯉꯝꯗꯦ꯫ ꯑꯩꯅ ꯁꯦꯝꯒꯤ ꯆꯍꯤꯒ ꯃꯔꯤ ꯂꯩꯅꯕ ꯍꯦꯟꯅ ꯑꯀꯨꯞꯄ ꯃꯔꯣꯜ ꯅꯠꯇꯔꯒ ꯗꯦꯇꯥ ꯃꯊꯧ ꯇꯥꯒꯅꯤ, ꯃꯗꯨꯗꯤ ꯃꯈꯣꯏꯒꯤ ꯄꯣꯛꯄꯒꯤ ꯇꯥꯡ ꯅꯠꯇꯔꯒ ꯃꯈꯣꯏꯒꯤ ꯆꯍꯤ ꯑꯗꯨ ꯔꯤꯄꯔꯖꯦꯟꯇ ꯇꯧꯔꯤꯕ ꯅ꯭ꯌꯨꯃꯔꯤꯛ ꯚꯦꯂ꯭ꯌꯨ ꯑꯃ ꯃꯇꯤꯛ ꯆꯥꯕ ꯄꯥꯎꯈꯨꯝ ꯑꯃ ꯄꯤꯗ꯭ꯔꯤꯉꯩꯗ꯫